ꯀꯝꯄ꯭ꯌꯨꯇꯔ ꯅꯦꯠꯋꯥ꯭ꯔꯛ ꯑꯃꯅꯥ ꯀꯔꯝꯅꯥ ꯕꯤꯖꯤꯅꯦꯁꯁꯤꯡꯗꯥ ꯃꯇꯦꯡ ꯄꯥꯡꯕꯒꯦ? ꯀꯝꯄ꯭ꯌꯨꯇꯔ ꯅꯦꯠꯋꯥ꯭ꯔꯛ ꯑꯁꯤ ꯂꯂꯣꯟ-ꯏꯇꯤꯛꯀꯤ ꯊꯕꯛꯁꯤꯡꯗꯥ ꯃꯑꯣꯡ ꯀꯌꯥꯗꯥ ꯃꯇꯦꯡ ꯄꯥꯡꯕꯥ ꯉꯝꯕꯥ ꯇꯉꯥꯏꯐꯗꯕꯥ ꯈꯨꯠꯂꯥꯏ ꯑꯃꯅꯤ꯫ ꯑꯍꯥꯟꯕꯗꯥ, ꯀꯝꯄ꯭ꯌꯨꯇꯔ ꯅꯦꯠꯋꯥ꯭ꯔꯛ ꯑꯃꯅꯥ ꯑꯣꯔꯒꯥꯅꯥꯏꯖꯦꯁꯟ ꯑꯃꯒꯤ ꯃꯅꯨꯡꯗꯥ ꯗꯦꯇꯥ ꯑꯃꯁꯨꯡ ꯔꯤꯁꯣꯔꯁꯁꯤꯡ ꯌꯥꯝꯅꯥ ꯊꯨꯅꯥ ꯑꯃꯁꯨꯡ ꯌꯥꯝꯅꯥ ꯊꯨꯅꯥ ꯁꯤꯌꯔ ꯇꯧꯕꯥ ꯌꯥꯍꯜꯂꯤ꯫ ꯃꯁꯤꯅꯥ ꯏꯝꯄ꯭ꯂꯣꯌꯤꯁꯤꯡ ꯑꯃꯁꯨꯡ ꯗꯤꯄꯥꯔꯠꯃꯦꯟꯁꯤꯡꯒꯤ ꯃꯔꯛꯇꯥ ꯄꯥꯎ ꯐꯥꯎꯅꯕꯗꯥ ꯂꯥꯏꯊꯣꯛꯍꯜꯂꯤ ꯑꯃꯁꯨꯡ ꯍꯦꯟꯅꯥ ꯏꯐꯦꯛꯇꯤꯕ ꯑꯣꯏꯍꯜꯂꯤ, ꯃꯁꯤꯅꯥ ꯄ꯭ꯔꯗꯇꯤ ꯄ꯭ꯔꯗꯛꯇꯤꯕꯤꯇꯤ ꯍꯦꯟꯒꯠꯍꯜꯂꯤ ꯑꯃꯁꯨꯡ ꯊꯕꯛ ꯇꯧꯕꯒꯤ ꯊꯧꯑꯣꯡꯁꯤꯡ ꯂꯥꯏꯊꯣꯛꯍꯜꯂꯤ꯫ ꯀꯝꯄ꯬ꯌꯨꯇꯔ ꯅꯦꯠꯋꯥ꯭ꯔꯛ ꯑꯃꯒꯤ ꯈꯨꯠꯊꯥꯡꯗꯥ ꯁꯤꯌꯔ ꯇꯧꯕꯥ ꯌꯥꯕꯥ ꯔꯤꯁꯣꯔꯁꯁꯤꯡꯒꯤ ꯊꯣꯏꯗꯣꯛꯄꯥ ꯈꯨꯗꯝꯁꯤꯡꯗꯤ ꯐꯥꯏꯜ ꯁꯔꯚꯔ, ꯄ꯭ꯔꯤꯟꯇꯔ, ꯑꯃꯁꯨꯡ ꯏꯟꯇꯔꯅꯦꯠ ꯑꯦꯛꯁꯦꯁ ꯑꯁꯤꯅꯤ꯫ ꯑꯅꯤꯁꯨꯕꯗꯥ, ꯃꯁꯤꯅꯥ ꯔꯤꯃꯣꯠ ꯋꯥꯔꯀꯤꯡ ꯑꯃꯁꯨꯡ ꯀꯣꯂꯥ ꯀꯣꯂꯥꯕꯣꯔꯦꯁꯟꯗꯥ ꯈꯨꯗꯣꯡꯆꯥꯕꯥ ꯄꯤꯔꯤ꯫ ꯅꯦꯠꯋꯥ꯭ꯔꯛ ꯑꯃꯒꯥ ꯁꯝꯅꯗꯨꯅꯥ, ꯏꯝꯄ꯭ꯂꯣꯌꯤꯁꯤꯡꯅꯥ ꯃꯐꯝ ꯑꯃꯍꯦꯛꯇꯗꯒꯤ ꯁꯤꯌꯔ ꯇꯧꯔꯕꯥ ꯗꯦꯇꯥ ꯑꯦꯛꯁꯦꯁ ꯇꯧꯕꯥ ꯌꯥꯏ, ꯃꯗꯨꯅꯥ ꯃꯈꯣꯏꯕꯨ ꯌꯨꯝꯗꯒꯤ ꯅꯠꯇ꯭ꯔꯒꯥ ꯕꯤꯖꯤꯅꯦꯁ ꯇ꯭ꯔꯥꯐꯤꯛ ꯇꯧꯕꯥ ꯃꯇꯝꯗꯥ ꯔꯤꯃꯣꯠ ꯑꯣꯏꯅꯥ ꯊꯕꯛ ꯇꯧꯕꯥ ꯌꯥꯍꯜꯂꯤ꯫ ꯃꯁꯤꯅꯥ ꯍꯦꯟꯅꯥ ꯐ꯭ꯂꯦꯛꯁꯤꯕꯤꯂꯤꯇꯤ ꯄꯤꯔꯤ ꯑꯃꯁꯨꯡ ꯆꯠꯊꯣꯛ-ꯆꯠꯁꯤꯟ ꯇꯧꯕꯗꯥ ꯃꯥꯡꯈꯤꯕꯥ ꯃꯇꯝ ꯑꯃꯁꯨꯡ ꯍꯣꯠꯅꯕꯥ ꯑꯗꯨ ꯍꯟꯊꯍꯟꯗꯨꯅꯥ ꯄꯣꯠꯊꯣꯛ ꯍꯦꯟꯒꯠꯍꯟꯕꯥ ꯉꯝꯒꯅꯤ꯫ ꯑꯍꯨꯝꯁꯨꯕꯥ, ꯀꯝꯄ꯭ꯌꯨꯇꯔ ꯅꯦꯠꯋꯥ꯭ꯔꯛ ꯑꯃꯅꯥ ꯗꯦꯇꯥ ꯁꯦꯀ꯭ꯌꯨꯔꯤꯇꯤ ꯑꯃꯁꯨꯡ ꯕꯦꯛꯑꯞ ꯐꯒꯠꯍꯜꯂꯤ꯫ ꯁꯦꯟꯇ꯭ꯔꯦꯂꯥꯏꯖ ꯁꯔꯚꯔ ꯑꯃꯗꯥ ꯃꯔꯨꯑꯣꯏꯕꯥ ꯗꯦꯇꯥ ꯊꯝꯗꯨꯅꯥ, ꯕꯤꯖꯤꯅꯦꯁꯁꯤꯡꯅꯥ ꯁꯦꯟꯁꯤꯇꯤꯚ ꯏꯟꯐꯣꯔꯃꯦꯁꯟ ꯑꯗꯨ ꯑꯌꯥꯕꯥ ꯄꯤꯗꯕꯥ ꯑꯦꯛꯁꯦꯁꯇꯒꯤ ꯉꯥꯛꯊꯣꯛꯄꯥ ꯉꯝꯒꯅꯤ꯫ ꯃꯁꯤꯅꯥ ꯗꯦꯇꯥ ꯃꯥꯡꯈꯤꯕꯥ ꯅꯠꯇ꯭ꯔꯒꯥ ꯍꯨꯔꯥꯟꯕꯒꯤ ꯔꯤꯁ꯭ꯛ ꯍꯟꯊꯍꯜꯂꯤ꯫ ꯃꯁꯤꯒꯤ ꯃꯊꯛꯇꯥ, ꯁꯤꯁꯇꯦꯝ ꯑꯃꯗꯥ ꯁꯣꯛꯍꯜꯂꯕꯥ ꯃꯇꯝꯗꯁꯨ ꯃꯔꯨꯑꯣꯏꯕꯥ ꯗꯦꯇꯥ ꯑꯗꯨ ꯀꯩꯗꯧꯉꯩꯗꯥ ꯃꯥꯡꯈꯤꯗꯅꯕꯥ ꯆꯥꯡ ꯅꯥꯏꯅꯥ ꯕꯦꯛꯑꯞꯁꯤꯡ ꯁꯦꯗ꯭ꯌꯨꯜ ꯇꯧꯕꯥ ꯌꯥꯏ꯫ ꯑꯔꯣꯏꯕꯗꯥ, ꯀꯝꯄ꯭ꯌꯨꯇꯔ ꯅꯦꯠꯋꯥ꯭ꯔꯛ ꯑꯃꯅꯥ ꯇꯣꯉꯥꯟ-ꯇꯣꯉꯥꯟꯕꯥ ꯕꯤꯖꯅꯦꯁ ꯑꯦꯄ꯭ꯂꯤꯀꯦꯁꯟꯁꯤꯡ ꯏꯟꯇꯤꯒ꯭ꯔꯦꯁꯟ ꯇꯧꯕꯥ ꯌꯥꯏ, ꯃꯁꯤꯅꯥ ꯑꯣꯔꯒꯥꯅꯥꯏꯖꯦꯁꯅꯦꯜ ꯏꯐꯤꯁꯤꯑꯦꯟꯁꯤ ꯐꯒꯠꯍꯟꯕꯥ ꯉꯝꯃꯤ꯫ ꯈꯨꯗꯝ ꯑꯣꯏꯅꯥ, ꯁꯣꯐꯋꯦꯌꯔ ꯑꯃꯥ ꯏꯃꯦꯜ ꯄ꯭ꯂꯦꯠꯐꯣꯔꯝ ꯑꯃꯒꯥ ꯂꯣꯏꯅꯅꯥ ꯏꯟꯇꯤꯒ꯭ꯔꯦꯠ ꯇꯧꯕꯥ ꯌꯥꯏ, ꯃꯗꯨꯅꯥ ꯀꯁꯇꯃꯔ ꯏꯟꯇꯔꯦꯛꯁꯟꯁꯤꯡ ꯑꯃꯁꯨꯡ ꯐꯣꯂꯣ-ꯑꯞꯁꯤꯡ ꯃꯦꯅꯦꯖ ꯇꯧꯕꯗꯥ ꯍꯦꯟꯅꯥ ꯂꯥꯏꯍꯜꯂꯤ꯫ ꯈꯪꯖꯤꯟꯒꯗꯕꯥ ꯑꯃꯅꯥ, ꯀꯝꯄ꯭ꯌꯨꯇꯔ ꯅꯦꯠꯋꯥ꯭ꯔꯛ ꯑꯁꯤ ꯄ꯭ꯔꯗꯛꯇꯤꯚꯤꯇꯤ ꯍꯦꯟꯒꯠꯍꯟꯅꯕꯥ, ꯀꯝꯃ꯭ꯌꯨꯅꯤꯀꯦꯁꯟ ꯐꯒꯠꯍꯟꯅꯕꯥ, ꯗꯦꯇꯥ ꯁꯦꯀ꯭ꯌꯨꯔꯤꯇꯤ ꯍꯦꯟꯒꯠꯍꯟꯅꯕꯥ ꯑꯃꯁꯨꯡ ꯊꯕꯛꯀꯤ ꯊꯧꯑꯣꯡꯁꯤꯡ ꯁꯇ꯭ꯔꯤꯝꯂꯥꯏꯟ ꯇꯧꯅꯕꯥ ꯍꯣꯠꯅꯔꯤꯕꯥ ꯕꯤꯖꯤꯅꯦꯁꯁꯤꯡꯒꯤꯗꯃꯛꯇꯥ ꯃꯔꯨꯑꯣꯏꯕꯥ ꯈꯨꯠꯂꯥꯏ ꯑꯃꯅꯤ꯫ ꯄꯤꯔꯤꯕꯥ ꯋꯥꯈꯜꯂꯣꯟ ꯑꯗꯨꯕꯨ ꯁꯧꯒꯠꯅꯕꯥ ꯑꯀꯟꯕꯥ ꯋꯥꯐꯝ ꯑꯅꯤ ꯄꯤꯌꯨ꯫ ꯑꯣꯅꯂꯥꯏꯟ ꯀ꯭ꯂꯥꯁꯁꯤꯡ ꯑꯁꯤ ꯇ꯭ꯔꯦꯗꯤꯁꯅꯦꯜ ꯀ꯭ꯂꯥꯁꯁꯤꯡꯒꯨꯝꯅꯥ ꯏꯐꯦꯛꯇꯤꯕ ꯑꯣꯏꯒꯗꯕꯅꯤ꯫ ꯑꯥꯔꯒꯨꯃꯦꯟꯇ: ꯑꯣꯟꯂꯥꯏꯟ ꯀ꯭ꯂꯥꯁꯁꯤꯡꯅꯥ ꯇꯣꯉꯥꯟ-ꯇꯣꯉꯥꯟꯕꯥ ꯈꯨꯠꯂꯥꯏꯁꯤꯡ ꯑꯃꯁꯨꯡ ꯇꯦꯛꯅꯣꯂꯣꯖꯤ ꯁꯤꯖꯤꯟꯅꯗꯨꯅꯥ ꯇ꯭ꯔꯦꯗꯤꯁꯅꯦꯜ ꯀ꯭ꯂꯥꯁꯁꯤꯡꯒꯥ ꯃꯥꯟꯅꯕꯥ ꯊꯥꯕꯛꯀꯤ ꯏꯟꯇꯔꯦꯛꯁꯟ ꯑꯃꯁꯨꯡ ꯑꯦꯡꯒꯦꯖꯃꯦꯟꯇ ꯄꯤꯕꯥ ꯌꯥꯏ꯫ ꯚꯤꯗꯤꯑꯣ ꯀꯟꯐꯔꯦꯟꯁꯁꯤꯡ, ꯚꯔꯆꯨꯑꯦꯜ ꯋꯥꯏꯠꯕꯣꯔꯗ, ꯑꯃꯁꯨꯡ ꯑꯣꯟꯂꯥꯏꯟ ꯀꯣꯂꯥꯕꯣꯔꯦꯁꯟ ꯇꯨꯜꯁꯤꯡ ꯁꯤꯖꯤꯟꯅꯗꯨꯅꯥ ꯃꯍꯩꯔꯣꯏꯁꯤꯡ ꯑꯃꯁꯨꯡ ꯑꯣꯖꯥꯁꯤꯡꯅꯥ ꯍꯧꯖꯤꯛꯁꯨ ꯑꯃꯒꯥ ꯑꯃꯒꯥ ꯔꯤꯌꯦꯜ-ꯇꯥꯏꯝꯗꯥ ꯋꯥꯔꯤ ꯁꯥꯅꯕꯥ, ꯋꯥꯍꯪ ꯍꯪꯕꯥ ꯑꯃꯁꯨꯡ ꯍꯤꯔꯝꯁꯤꯡ ꯈꯟꯅ-ꯅꯩꯅꯕꯥ ꯌꯥꯏ, ꯃꯁꯤ ꯐꯤꯖꯤꯀꯦꯜ ꯀ꯭ꯂꯥꯁꯔꯨꯝ ꯑꯃꯗꯥ ꯑꯣꯏꯔꯛꯄꯒꯨꯝꯅꯥ꯫ ꯃꯁꯤꯒꯤ ꯃꯊꯛꯇꯥ, ꯑꯣꯟꯂꯥꯏꯟ ꯂꯔꯅꯤꯡ ꯄ꯭ꯂꯦꯠꯐꯣꯔꯝꯁꯤꯡꯅꯥ ꯏꯟꯇꯔꯦꯛꯇꯤꯕ ꯀ꯭ꯋꯤꯖꯁꯤꯡ, ꯑꯦꯁꯦꯁꯃꯦꯟꯠꯁꯤꯡ, ꯑꯃꯁꯨꯡ ꯁꯤꯃꯨꯂꯦꯁꯟꯁꯤꯡꯁꯨ ꯄꯤꯕꯥ ꯌꯥꯏ ꯃꯗꯨꯅꯥ ꯃꯍꯩꯔꯣꯏꯁꯤꯡꯕꯨ ꯇ꯭ꯔꯦꯗꯤꯁꯅꯦꯜ ꯀ꯭ꯂꯥꯁꯔꯨꯝ ꯁꯦꯇꯤꯡ ꯑꯃꯒꯨꯝꯅꯥ ꯏꯐꯦꯛꯇꯤꯕ ꯑꯣꯏꯅꯥ ꯑꯦꯡꯒꯦꯖ ꯇꯧꯕꯥ ꯑꯃꯁꯨꯡ ꯆꯦꯂꯦꯟꯖ ꯇꯧꯕꯥ ꯉꯝꯒꯅꯤ꯫ ꯑꯥꯔꯒꯨꯃꯦꯟ: ꯑꯣꯟꯂꯥꯏꯟ ꯀ꯭ꯂꯥꯁꯁꯤꯡꯅꯥ ꯇ꯭ꯔꯦꯗꯤꯁꯅꯦꯜ ꯀ꯭ꯂꯥꯁꯁꯤꯡꯒꯥ ꯆꯥꯡꯗꯝꯅꯕꯗꯥ ꯍꯦꯟꯅꯥ ꯐ꯭ꯂꯦꯛꯁꯤꯕꯜ ꯑꯃꯁꯨꯡ ꯈꯨꯗꯣꯡꯆꯥꯕꯥ ꯄꯤ, ꯃꯁꯤꯅꯥ ꯃꯍꯩꯔꯣꯏ ꯀꯌꯥꯗꯥ ꯍꯦꯟꯅꯥ ꯏꯐꯦꯛꯇꯤꯚ ꯑꯣꯏꯕꯥ ꯂꯔꯅꯤꯡ ꯑꯦꯛꯁꯄꯤꯔꯤꯑꯦꯟꯁ ꯑꯃꯥ ꯄꯤꯕꯥ ꯉꯝꯒꯅꯤ꯫ ꯃꯍꯩꯔꯣꯏꯁꯤꯡꯅꯥ ꯃꯈꯣꯏ ꯃꯁꯥꯒꯤ ꯈꯨꯗꯣꯡꯆꯥꯗꯕꯥ ꯃꯇꯝꯗꯥ ꯀꯣꯔꯁꯀꯤ ꯃꯆꯥꯛꯁꯤꯡ ꯑꯦꯛꯁꯦꯁ ꯇꯧꯕꯥ ꯌꯥꯏ, ꯃꯗꯨꯅꯥ ꯃꯈꯣꯏ ꯃꯁꯥꯒꯤ ꯈꯣꯡꯖꯦꯜꯗꯥ ꯑꯃꯁꯨꯡ ꯃꯁꯥꯒꯤ ꯃꯇꯝ ꯂꯦꯞꯄꯗꯥ ꯇꯝꯕꯥ ꯉꯝꯍꯜꯂꯤ꯫ ꯃꯁꯤꯒꯤ ꯐ꯭ꯂꯦꯛꯁꯤꯕꯤꯂꯤꯇꯤ ꯑꯁꯤꯅꯥ ꯁꯇ꯭ꯔꯦꯁ ꯍꯟꯊꯍꯟꯕꯥ ꯉꯝꯒꯅꯤ ꯑꯃꯁꯨꯡ ꯇꯝꯅꯕꯒꯤ ꯊꯧꯑꯣꯡ ꯍꯦꯟꯒꯠꯍꯟꯕꯥ ꯉꯝꯒꯅꯤ, ꯃꯔꯝꯗꯤ ꯃꯍꯩꯔꯣꯏꯁꯤꯡꯅꯥ ꯃꯈꯣꯏꯅꯥ ꯃꯆꯥꯛ ꯑꯗꯨ ꯃꯄꯨꯡ ꯐꯥꯅꯥ ꯈꯪꯕꯥ ꯑꯃꯁꯨꯡ ꯃꯥꯁꯇꯔ ꯇꯧꯕꯗꯥ ꯃꯊꯧ ꯇꯥꯕꯥ ꯃꯇꯝ ꯑꯗꯨ ꯂꯧꯕꯥ ꯌꯥꯏ꯫ ꯑꯣꯟꯂꯥꯏꯟ ꯀ꯭ꯂꯥꯁꯁꯤꯡ ꯑꯁꯤꯅꯥ ꯐꯤꯖꯤꯀꯦꯜ ꯀꯦꯝꯄꯁ ꯑꯃꯗꯥ ꯆꯠꯄꯥ ꯑꯃꯁꯨꯡ ꯂꯥꯛꯄꯒꯤ ꯃꯇꯝ ꯁꯥꯡꯅꯥ ꯆꯠꯄꯒꯤ ꯃꯊꯧ ꯇꯧꯕꯁꯨ ꯀꯣꯛꯍꯜꯂꯤ, ꯃꯁꯤꯅꯥ ꯃꯍꯩꯔꯣꯏꯁꯤꯡꯒꯤ ꯃꯇꯝ ꯑꯃꯁꯨꯡ ꯁꯦꯟ ꯀꯟꯕꯥ ꯉꯝꯃꯤ, ꯑꯃꯁꯨꯡ ꯇ꯭ꯔꯥꯟꯁꯄꯣꯔꯇꯦꯁꯟ ꯅꯠꯇ꯭ꯔꯒꯥ ꯁꯦꯗ꯭ꯌꯨꯜ ꯇꯧꯕꯒꯤ ꯋꯥꯐꯝꯁꯤꯡꯅꯥ ꯃꯔꯝ ꯑꯣꯏꯗꯨꯅꯥ ꯀ꯭ꯂꯥꯁ ꯑꯃꯥ ꯊꯥꯗꯣꯛꯄꯒꯤ ꯆꯥꯡ ꯍꯟꯊꯍꯜꯂꯤ꯫